ꯀꯁ꯭ꯇꯃꯔ ꯁꯄꯣꯔꯠ ꯔꯤꯄꯔꯖꯦꯟꯇꯦꯇꯤꯚ ꯑꯃꯅ ꯋꯦꯕꯁꯥꯏꯠ ꯑꯃ ꯑꯦꯛꯁꯦꯁ ꯇꯧꯕꯗ ꯑꯋꯥꯕ ꯃꯥꯌꯣꯛꯅꯔꯤꯕ ꯀꯁ꯭ꯇꯃꯔ ꯑꯃꯗ ꯊꯥꯔꯀꯄ ꯌꯥꯕ ꯏꯃꯦꯏꯜ ꯑꯃ ꯇꯥꯏꯞ ꯇꯧ꯫ ꯌꯨꯖꯔꯅꯦꯝ: ꯅꯨꯡꯁꯤꯖꯔꯕ ꯖꯣꯟ ꯁ꯭ꯃꯤꯊ, ꯏꯃꯦꯜ ꯑꯁꯤꯅ ꯑꯗꯣꯝꯕꯨ ꯌꯥꯝꯅ ꯐꯖꯅ ꯐꯪꯒꯅꯤ ꯍꯥꯏꯅ ꯑꯩꯅ ꯊꯥꯖꯩ꯫ ꯑꯩꯈꯣꯏꯒ ꯄꯥꯎ ꯐꯥꯎꯅꯕꯤꯕꯒꯤꯗꯃꯛ ꯑꯃꯁꯨꯡ ꯑꯩꯈꯣꯏꯒꯤ ꯋꯦꯕꯁꯥꯏꯠꯇ ꯆꯪꯂꯛꯄ ꯃꯇꯝꯗ ꯑꯗꯣꯝꯅ ꯊꯦꯡꯅꯔꯛꯄ ꯑꯋꯥꯕ ꯑꯗꯨ ꯑꯩꯈꯣꯏꯒꯤ ꯄꯨꯛꯅꯤꯡꯗ ꯄꯨꯔꯛꯄꯒꯤꯗꯃꯛ ꯊꯥꯒꯠꯆꯔꯤ꯫ ꯃꯁꯤꯅ ꯑꯗꯣꯝꯗ ꯊꯣꯛꯍꯜꯂꯛꯄ ꯌꯥꯕ ꯈꯨꯗꯣꯡꯆꯥꯗꯕ ꯑꯃꯠꯇ ꯑꯩꯈꯣꯏꯅ ꯃꯥꯡꯖꯧꯅꯅꯥ ꯍꯥꯌꯖꯔꯤ꯫ ꯏꯁꯨ ꯑꯁꯤ ꯀꯣꯛꯍꯟꯅꯕꯗ ꯃꯇꯦꯡ ꯄꯥꯡꯅꯕ, ꯑꯩꯈꯣꯏꯒꯤ ꯋꯦꯕꯁꯥꯏꯠꯇꯥ ꯆꯪꯕꯗ ꯃꯇꯦꯡ ꯄꯥꯡꯕ ꯌꯥꯕ ꯅꯍꯥꯛꯅ ꯂꯧꯈꯠꯄ ꯌꯥꯕ ꯃꯃꯥꯡꯒꯤ ꯈꯣꯡꯊꯥꯡ ꯈꯔꯥ ꯑꯩꯅ ꯁꯖꯦꯁꯟ ꯄꯤꯖꯔꯤ꯫ ꯑꯍꯥꯟꯕꯗ, ꯆꯥꯟꯕꯤꯗꯨꯅ ꯑꯐꯕ ꯏꯟꯇꯔꯅꯦꯠ ꯀꯅꯦꯛꯁꯟ ꯑꯃ ꯂꯩꯕ꯭ꯔꯥ ꯍꯥꯏꯕꯗꯨ ꯌꯦꯡꯎ, ꯑꯃꯁꯨꯡ ꯄꯦꯖ ꯑꯗꯨ ꯔꯤꯐ꯭ꯔꯦꯁ ꯇꯧꯅꯕ ꯅꯠꯇ꯭ꯔꯒ ꯅꯍꯥꯛꯀꯤ ꯕ꯭ꯔꯥꯎꯖꯔ ꯑꯗꯨ ꯑꯃꯨꯛ ꯍꯟꯅ ꯍꯧꯗꯣꯛꯅꯕ ꯍꯣꯠꯅꯧ꯫ ꯃꯁꯤꯒꯤ ꯃꯊꯛꯇ, ꯅꯍꯥꯛꯀꯤ ꯕ꯭ꯔꯥꯎꯖꯔꯒꯤ ꯀꯦꯁ ꯑꯃꯁꯨꯡ ꯀꯨꯀꯤꯖꯁꯤꯡ ꯀ꯭ꯂꯤꯌꯔ ꯇꯧꯅꯕ ꯍꯣꯠꯅꯧ, ꯃꯔꯝꯗꯤ ꯃꯁꯤꯅ ꯃꯍꯧꯁꯥꯅ ꯀꯃꯟ ꯑꯣꯏꯕ ꯋꯦꯕꯁꯥꯏꯠ ꯑꯦꯛꯁꯦꯁꯀꯤ ꯏꯁꯨꯁꯤꯡ ꯀꯣꯛꯍꯟꯅꯕꯗ ꯃꯇꯦꯡ ꯄꯥꯡꯏ ꯀꯔꯤꯒꯨꯝꯕ ꯅꯍꯥꯛꯅ ꯃꯊꯛꯇꯥ ꯄꯟꯈ꯭ꯔꯤꯕ ꯈꯣꯡꯊꯥꯡꯁꯤꯡ ꯑꯁꯤ ꯍꯣꯠꯅꯔꯕ ꯃꯇꯨꯡꯗ ꯃꯈꯥ ꯇꯥꯅ ꯏꯁꯨꯁꯤꯡ ꯊꯦꯡꯅꯔꯕꯗꯤ, ꯆꯥꯟꯕꯤꯗꯨꯅ ꯇꯣꯉꯥꯟꯕ ꯕ꯭ꯔꯥꯎꯖꯔ ꯅꯠꯇ꯭ꯔꯒꯥ ꯗꯤꯚꯥꯏꯁ ꯑꯃ ꯁꯤꯖꯤꯟꯅꯗꯨꯅ ꯋꯦꯕꯁꯥꯏꯠ ꯑꯦꯛꯁꯦꯁ ꯇꯧꯅꯕ ꯍꯣꯠꯅꯕꯤꯌꯨ꯫ ꯀꯔꯤꯒꯨꯝꯕ ꯅꯍꯥꯛꯅ ꯈꯣꯡꯊꯥꯡꯁꯤꯡ ꯑꯁꯤ ꯂꯧꯈꯠꯂꯕ ꯃꯇꯨꯡꯗ ꯍꯧꯖꯤꯛꯁꯨ ꯋꯦꯕꯁꯥꯏꯠꯇ ꯆꯪꯕꯗ ꯑꯋꯥꯕ ꯃꯥꯌꯣꯛꯅꯔꯕꯗꯤ, ꯆꯥꯟꯕꯤꯗꯨꯅ ꯅꯍꯥꯛꯅ ꯐꯪꯂꯤꯕ ꯑꯀꯛꯅꯕ ꯑꯦꯔꯥꯔ ꯃꯦꯁꯦꯖ ꯑꯗꯨꯒꯤ ꯃꯇꯥꯡꯗ ꯑꯃꯁꯨꯡ ꯅꯍꯥꯛꯅ ꯁꯥꯏꯠ ꯑꯗꯨ ꯑꯦꯛꯁꯦꯁ ꯇꯧꯅꯕꯒꯤꯗꯃꯛ ꯂꯧꯈꯠꯂꯤꯕ ꯑꯀꯛꯅꯕ ꯈꯣꯡꯊꯥꯡꯁꯤꯡꯒꯤ ꯃꯇꯥꯡꯗ ꯍꯦꯟꯅꯥ ꯑꯀꯨꯞꯄꯥ ꯃꯔꯣꯜꯁꯤꯡ ꯑꯩꯈꯣꯏꯗ ꯄꯤꯕꯤꯌꯨ꯫ ꯏꯟꯐꯣꯔꯃꯦꯁꯟ ꯑꯁꯤꯅ ꯑꯩꯈꯣꯏꯗ ꯏꯁꯨ ꯑꯁꯤ ꯍꯦꯟꯅ ꯏꯐꯦꯛꯇꯤꯚ ꯑꯣꯏꯅ ꯈꯪꯗꯣꯛꯄ ꯑꯃꯁꯨꯡ ꯂꯣꯏꯁꯤꯟꯕꯗ ꯃꯇꯦꯡ ꯄꯥꯡꯒꯅꯤ꯫ ꯑꯗꯣꯝꯒꯤ ꯅꯨꯡꯉꯥꯏꯕ ꯑꯁꯤ ꯑꯩꯈꯣꯏꯒꯤ ꯃꯀꯣꯛ ꯊꯣꯡꯕ ꯄ꯭ꯔꯥꯌꯣꯔꯤꯇꯤꯅꯤ, ꯑꯃꯁꯨꯡ ꯑꯗꯣꯝꯅ ꯑꯩꯈꯣꯏꯒꯤ ꯋꯦꯕꯁꯥꯏꯠ ꯑꯁꯤ ꯅꯤꯡꯊꯤꯅ ꯑꯦꯛꯁꯦꯁ ꯇꯧꯕ ꯉꯝꯅꯕ ꯑꯩꯈꯣꯏꯅ ꯋꯥꯁꯛꯂꯤ꯫ ꯃꯊꯛꯇꯥ ꯄꯟꯈ꯭ꯔꯤꯕ ꯈꯣꯡꯊꯥꯡꯁꯤꯡ ꯑꯁꯤꯅꯥ ꯃꯇꯦꯡ ꯄꯥꯡꯂꯕꯗꯤ ꯅꯠꯇ꯭ꯔꯒ ꯑꯩꯈꯣꯏꯅ ꯑꯗꯣꯝꯗ ꯃꯇꯦꯡ ꯄꯥꯡꯅꯕ ꯇꯧꯕ ꯌꯥꯕ ꯑꯇꯣꯞꯄ ꯊꯕꯛ ꯑꯃ ꯂꯩꯔꯕꯗꯤ ꯑꯩꯈꯣꯏꯗ ꯈꯪꯍꯟꯕꯤꯌꯨ꯫ ꯅꯨꯡꯉꯥꯏꯕ ꯐꯣꯡꯗꯣꯛꯆꯔꯤ, ꯀꯁ꯭ꯇꯃꯔ ꯁꯄꯣꯔꯠ ꯇꯤꯝ꯫